ꯅꯍꯥꯛ ꯑꯁꯤ ꯃꯁꯥꯒꯤꯗꯃꯛ ꯈꯟꯕꯥ ꯅꯠꯇꯦ ꯑꯗꯨꯕꯨ ꯋꯥꯈꯜ ꯋꯥꯕꯥ ꯌꯥꯝꯅꯥ ꯃꯤꯅꯨꯡꯁꯤ ꯂꯩꯕꯥ ꯃꯤꯅꯤ ꯑꯇꯣꯞꯄꯁꯤꯡꯒꯤꯗꯃꯛ ꯑꯩꯈꯣꯏꯒꯨꯝꯕꯥ ꯑꯄꯤꯛꯄꯥ ꯃꯈꯜꯒꯤ ꯍꯤꯡꯂꯤꯕꯥ ꯃꯤꯑꯣꯏꯁꯤꯡ ꯌꯥꯝꯅꯥ ꯃꯨꯔꯈ ꯑꯣꯏꯔꯤ ꯃꯗꯨꯗꯤ ꯑꯩꯈꯣꯏꯅꯥ ꯇꯨꯡꯒꯤ ꯐꯤꯕꯝꯒꯤ ꯃꯇꯥꯡꯗꯥ ꯋꯥꯈꯜ ꯇꯥꯗꯦ꯫ ꯀꯔꯤꯒꯨꯝꯕꯥ ꯑꯩꯈꯣꯏꯒꯤ ꯃꯨꯔꯈ ꯑꯁꯤꯅꯥ ꯅꯈꯣꯏꯕꯨ ꯅꯨꯡꯉꯥꯏꯇꯕꯥ ꯐꯥꯎꯍꯜꯂꯕꯗꯤ ꯅꯈꯣꯏꯒꯤ ꯃꯥꯏꯀꯩꯗꯒꯤ ꯑꯩꯈꯣꯏꯕꯨ ꯆꯩꯔꯥꯛ ꯄꯤꯕꯥ ꯑꯁꯤ ꯑꯆꯨꯝꯕꯔꯥ? ꯀꯔꯤꯒꯨꯝꯕꯥ ꯑꯩꯈꯣꯏꯅꯥ ꯋꯥꯈꯜ ꯂꯧꯁꯤꯡ ꯂꯩꯔꯕꯗꯤ ꯑꯩꯈꯣꯏꯅꯥ ꯅꯨꯡꯁꯤꯖꯔꯕꯥ ꯁꯛꯇꯤ ꯂꯩꯔꯕꯥ ꯅꯨꯃꯤꯠ ꯑꯁꯤ ꯄ꯭ꯔ꯭ꯤꯊꯤꯕꯤꯗꯥ ꯑꯃꯨꯛ ꯍꯟꯅꯥ ꯊꯣꯔꯛꯂꯣꯏꯗꯕꯅꯤ ꯍꯥꯏꯅꯥ ꯍꯥꯏꯔꯝꯂꯒꯅꯤ? ꯍꯧꯖꯤꯛꯇꯤ ꯍꯤꯡꯂꯤꯕꯥ ꯃꯤꯑꯣꯏ ꯈꯨꯗꯤꯡꯃꯛꯅꯥ ꯃꯈꯣꯏꯒꯤ ꯑꯁꯣꯏꯕꯁꯤꯡ ꯑꯗꯨ ꯈꯪꯂꯦ꯫ ꯃꯈꯣꯏꯒꯤ ꯃꯔꯥꯜ ꯂꯩꯔꯕꯥ ꯋꯥꯈꯜꯂꯣꯟ ꯑꯗꯨꯒꯤꯗꯃꯛ ꯃꯈꯣꯏꯅꯥ ꯌꯥꯝꯅꯥ ꯅꯨꯡꯉꯥꯏꯇꯕꯥ ꯐꯥꯎꯈ꯭ꯔꯦ꯫ ꯑꯃꯁꯨꯡ ꯑꯃꯨꯛ ꯍꯟꯅꯥ ꯋꯥꯐꯝ ꯑꯃꯅꯥ ꯃꯈꯣꯏꯅꯥ ꯅꯈꯣꯏꯕꯨ ꯑꯃꯨꯛ ꯍꯟꯅꯥ ꯊꯣꯔꯛꯂꯣꯏꯗꯕꯅꯤ ꯍꯥꯏꯅꯥ ꯋꯥꯀꯠꯄꯥ ꯃꯇꯝꯗꯥ ꯑꯩꯈꯣꯏꯒꯨꯝꯕꯥ ꯑꯄꯤꯛꯄꯥ ꯖꯤꯕꯁꯤꯡꯅꯥ ꯃꯁꯤꯗꯥ ꯁꯔꯨꯛ ꯌꯥꯈꯤꯗꯦ꯫ ꯃꯈꯣꯏꯅꯥ ꯑꯩꯈꯣꯏꯒꯨꯝꯕꯥ ꯃꯤꯁꯤꯡ ꯌꯥꯝꯅꯥ ꯂꯩꯕꯥ ꯍꯤꯡꯂꯤꯕꯥ ꯃꯤꯑꯣꯏ ꯑꯗꯨ ꯇꯥꯈꯤꯗꯦ꯫ ꯍꯧꯖꯤꯛ ꯅꯨꯃꯤꯠ ꯈꯨꯗꯤꯡꯒꯤ ꯑꯩꯈꯣꯏꯒꯤ ꯃꯤꯁꯤꯡ ꯑꯁꯤ ꯌꯥꯝꯅꯥ ꯍꯟꯊꯔꯦ ꯃꯔꯝꯗꯤ ꯋꯥꯏꯜꯗꯀꯦꯠꯁꯤꯡꯅꯥ ꯉꯥ ꯑꯃꯁꯨꯡ ꯉꯥ ꯄꯨꯝꯅꯃꯛ ꯂꯧꯗꯨꯅꯥ ꯆꯥꯔꯤ꯫ ꯃꯔꯝ ꯑꯗꯨꯅꯥ ꯅꯨꯃꯤꯠ ꯀꯧꯕꯥ ꯅꯨꯡꯁꯤꯔꯕꯥ ꯁꯛꯇꯤ ꯂꯩꯔꯕꯥ ꯄꯣꯠꯁꯛ ꯀꯔꯤꯒꯨꯝꯕꯥ ꯅꯍꯥꯛꯅꯥ ꯑꯃꯨꯛ ꯍꯟꯅꯥ ꯊꯣꯔꯛꯇ꯭ꯔꯕꯗꯤ ꯑꯄꯤꯛꯄꯥ ꯑꯃꯁꯨꯡ ꯑꯆꯧꯕꯥ ꯍꯤꯡꯂꯤꯕꯥ ꯄꯨꯝꯅꯃꯛ ꯁꯤꯒꯅꯤ꯫ ꯄ꯭ꯔ꯭ꯤꯊꯤꯕꯤꯗꯥ ꯂꯩꯔꯤꯕꯥ ꯍꯤꯡꯂꯤꯕꯥ ꯈꯨꯗꯤꯡꯃꯛꯄꯨ ꯔꯤꯄ꯭ꯔꯖꯦꯟꯠ ꯇꯧꯗꯨꯅꯥ ꯑꯩꯍꯥꯛꯅꯥ ꯑꯗꯣꯝꯗꯥ ꯈꯪꯍꯜꯂꯤ ꯃꯗꯨꯗꯤ ꯑꯩꯈꯣꯏꯅꯥ ꯀꯩꯗꯧꯅꯨꯡꯗꯥ ꯋꯥꯀꯠꯄꯥ ꯉꯝꯂꯣꯏ꯫ ꯃꯗꯨꯒꯤ ꯃꯍꯨꯠꯇꯥ ꯅꯨꯃꯤꯠ ꯈꯨꯗꯤꯡꯒꯤ ꯅꯈꯣꯏꯅꯥ ꯍꯤꯡꯒꯠꯂꯛꯄꯥ ꯃꯇꯝꯗꯥ ꯑꯩꯅꯥ ꯃꯤꯄꯨꯝ ꯈꯨꯗꯤꯡꯃꯛꯇꯥ ꯂꯥꯎꯊꯣꯛꯀꯅꯤ꯫ ꯑꯩꯈꯣꯏꯒꯤ ꯄꯨꯟꯁꯤ ꯁꯦꯝꯕꯤꯕꯥ ꯃꯄꯨ ꯅꯨꯃꯤꯠ ꯑꯁꯤ ꯃꯁꯥꯒꯤ ꯃꯉꯥꯜꯒꯥ ꯂꯣꯏꯅꯅꯥ ꯄ꯭ꯔ꯭ꯤꯊꯤꯕꯤꯗꯥ ꯊꯣꯔꯛꯂꯦ ꯍꯥꯏꯅꯥ ꯂꯥꯎꯊꯣꯛꯇꯨꯅꯥ ꯑꯩꯅꯥ ꯃꯤꯄꯨꯝ ꯈꯨꯗꯤꯡꯃꯛꯄꯨ ꯈꯪꯍꯟꯒꯅꯤ꯫ ꯅꯨꯃꯤꯠ ꯆꯨꯞꯄꯥ ꯑꯃꯥ ꯐꯥꯎꯕꯥ ꯑꯩꯅꯥ ꯃꯤꯄꯨꯝ ꯈꯨꯗꯤꯡꯃꯛꯄꯨ ꯈꯪꯍꯟꯒꯅꯤ꯫ ꯃꯔꯝ ꯑꯁꯤꯅꯥ ꯑꯗꯣꯝꯅꯥ ꯑꯃꯨꯛ ꯍꯟꯅꯥ ꯊꯣꯔꯛꯀꯗꯕꯅꯤ ꯑꯃꯁꯨꯡ ꯃꯤꯄꯨꯝ ꯈꯨꯗꯤꯡꯃꯛꯀꯤ ꯉꯥꯏꯔꯤꯕꯥ ꯑꯗꯨ ꯂꯣꯏꯁꯤꯟꯒꯗꯕꯅꯤ꯫ ꯑꯗꯣꯝꯅꯥ ꯑꯃꯨꯛ ꯍꯟꯅꯥ ꯑꯇꯤꯌꯥꯗꯥ ꯊꯣꯔꯛꯄꯥ ꯃꯇꯝꯗꯥ ꯄ꯭ꯔ꯭ꯤꯊꯤꯕꯤꯗꯥ ꯏꯁꯤꯡꯒꯤ ꯏꯆꯦꯜꯁꯤꯡ ꯂꯩꯒꯅꯤ ꯑꯃꯁꯨꯡ ꯑꯗꯣꯝꯕꯨ ꯅꯨꯡꯉꯥꯏꯅꯥ ꯇꯔꯥꯝꯅꯥ ꯑꯣꯛꯄꯤꯗꯨꯅꯥ ꯐꯨꯜꯁꯤꯡ ꯑꯗꯨ ꯑꯃꯨꯛ ꯍꯟꯅꯥ ꯐꯨꯝꯒꯅꯤ꯫ ꯀꯣꯛꯊꯛꯀꯤ ꯃꯆꯤꯟ ꯃꯅꯥꯎ ꯑꯣꯏꯕꯥ ꯈꯣꯟꯖꯦꯜ ꯇꯥꯕꯗꯥ ꯁꯤꯜ ꯑꯃꯁꯨꯡ ꯀꯟꯈꯠꯂꯕꯥ ꯅꯨꯃꯤꯠꯀꯤ ꯁꯦꯡꯂꯕꯥ ꯊꯝꯃꯣꯏ ꯑꯗꯨ ꯆꯦꯟꯊꯈꯤ꯫ ꯅꯨꯃꯤꯠꯅꯥ ꯄꯥꯎꯈꯨꯝ ꯄꯤꯔꯛꯈꯤ ꯀꯔꯤꯒꯨꯝꯕꯥ ꯄ꯭ꯔ꯭ꯤꯊꯤꯕꯤꯗꯥ ꯅꯪꯒꯨꯝꯕꯥ ꯑꯀꯛꯅꯕꯥ ꯍꯤꯡꯂꯤꯕꯥ ꯃꯤꯑꯣꯏ ꯑꯃꯥ ꯂꯩꯔꯕꯗꯤ ꯑꯩꯍꯥꯛ ꯑꯃꯨꯛ ꯍꯟꯅꯥ ꯎꯕꯥ ꯐꯪꯂꯝꯒꯅꯤ ꯑꯗꯨꯕꯨ ꯅꯪꯒꯨꯝꯕꯥ ꯍꯤꯡꯂꯤꯕꯥ ꯃꯤꯑꯣꯏ ꯑꯗꯨꯗꯤ ꯃꯤꯁꯤꯡ ꯌꯥꯝꯅꯥ ꯅꯦꯝꯃꯤ꯫ ꯋꯥꯈꯜ ꯂꯧꯁꯤꯡ ꯂꯩꯕꯥ ꯀꯨꯀꯨꯝ ꯑꯗꯨꯅꯥ ꯅꯨꯃꯤꯠꯅꯥ ꯃꯍꯥꯛꯀꯤ ꯋꯥꯈꯜ ꯍꯣꯡꯗꯣꯛꯈ꯭ꯔꯦ ꯑꯃꯁꯨꯡ ꯍꯧꯖꯤꯛ ꯄ꯭ꯔ꯭ꯤꯊꯤꯕꯤꯗꯥ ꯑꯃꯨꯛ ꯍꯟꯅꯥ ꯂꯥꯛꯄꯥ ꯄꯥꯝꯂꯤ ꯍꯥꯏꯕꯥ ꯈꯪꯂꯛꯈꯤ꯫ ꯑꯃꯁꯨꯡ ꯃꯔꯝ ꯑꯁꯤꯅꯥ ꯃꯥꯏ ꯄꯥꯛꯄꯥ ꯄꯥꯝꯂꯗꯨꯅꯥ ꯀꯨꯀꯨꯝ ꯑꯗꯨꯅꯥ ꯑꯃꯨꯛ ꯍꯟꯅꯥ ꯍꯥꯌꯔꯀꯈꯤ, "ꯑꯣ, ꯃꯄꯥꯉ꯭ꯒꯜ ꯀꯅꯕꯥ ꯅꯨꯃꯤꯠ ꯀꯔꯤꯒꯨꯝꯕꯥ ꯅꯍꯥꯛꯅꯥ ꯑꯃꯨꯛ ꯍꯟꯅꯥ ꯎꯕꯥ ꯐꯪꯗ꯭ꯔꯕꯗꯤ ꯑꯩꯈꯣꯏꯒꯨꯝꯕꯥ ꯍꯤꯡꯂꯤꯕꯥ ꯖꯤꯕ ꯑꯗꯨꯒꯤ ꯃꯁꯤꯡ ꯍꯟꯊꯕꯥ ꯁꯣꯏꯗꯅꯥ ꯃꯥꯡꯒꯅꯤ꯫ ꯅꯍꯥꯛꯅꯥ ꯑꯃꯨꯛ ꯍꯟꯅꯥ ꯎꯕꯥ ꯐꯪꯗ꯭ꯔꯕꯗꯤ ꯑꯀꯤꯕꯥ ꯄꯣꯛꯍꯟꯕꯥ ꯋꯥꯏꯜꯗꯀꯦꯠꯁꯤꯡꯅꯥ ꯄꯨꯝꯅꯃꯛ ꯈꯥꯏꯒꯅꯤ꯫ ꯑꯩꯈꯣꯏꯒꯤ ꯃꯈꯜꯒꯤ ꯍꯤꯡꯂꯤꯕꯥ ꯖꯤꯕꯁꯤꯡ ꯑꯃꯁꯨꯡ ꯃꯇꯝ ꯆꯨꯞꯄꯗꯥ ꯃꯥꯡꯈꯤꯒꯅꯤ ꯑꯗꯨꯒꯥ ꯀꯔꯤꯒꯨꯝꯕꯥ ꯅꯍꯥꯛꯅꯥ ꯇꯨꯡꯗꯥ ꯑꯃꯨꯛ ꯍꯟꯅꯥ ꯊꯣꯔꯛꯄꯥ ꯊꯣꯛꯂꯕꯗꯤ ꯑꯩꯈꯣꯏꯅꯥ ꯅꯍꯥꯛꯀꯤ ꯐꯖꯔꯕꯥ ꯃꯍꯧꯁꯥ ꯑꯗꯨ ꯎꯅꯕꯥ ꯃꯐꯝ ꯑꯗꯨꯗꯥ ꯂꯩꯔꯤ꯫ ꯀꯔꯤꯒꯨꯝꯕꯥ ꯅꯍꯥꯛꯅꯥ ꯋꯥꯔꯦꯞ ꯂꯧꯕꯗꯥ ꯋꯥꯈꯜ ꯂꯥꯡꯇꯛꯅꯔꯕꯗꯤ ꯑꯩꯈꯣꯏ ꯁꯣꯏꯗꯅꯥ ꯃꯥꯡꯈꯤꯒꯅꯤ꯫